ꯒ꯭ꯔꯣꯁꯔꯤ ꯗꯦꯂꯤꯚꯔꯤ ꯁꯔꯚꯤꯁ ꯑꯃꯒꯤꯗꯃꯛ ꯕꯤꯖꯅꯦꯁ ꯄ꯭ꯂꯥꯟ ꯑꯃꯥ ꯁꯦꯝꯕꯥ꯫ ꯑꯦꯛꯖꯤꯀ꯭ꯌꯨꯇꯤꯕ ꯁꯣꯃꯥꯔꯤ: ꯑꯩꯈꯣꯏꯒꯤ ꯀꯝꯄꯦꯅꯤ ꯐ꯭ꯔꯦꯁ ꯐꯦꯌꯔ ꯗꯦꯂꯤꯕꯔꯤꯅꯥ ꯑꯩꯈꯣꯏꯒꯤ ꯂꯣꯀꯦꯜ ꯑꯦꯔꯤꯌꯥꯗꯥ ꯂꯩꯔꯤꯕꯥ ꯀꯁꯇꯃꯔꯁꯤꯡꯗꯥ ꯈꯨꯗꯣꯡꯆꯥꯕꯥ ꯑꯃꯁꯨꯡ ꯏꯐꯤꯁꯤꯌꯦꯟꯇ ꯒ꯭ꯔꯣꯁꯔꯤ ꯗꯦꯂꯤꯕꯔꯤ ꯁꯔꯕꯤꯁ ꯑꯃꯥ ꯄꯤꯅꯕꯥ ꯄꯥꯟꯗꯝ ꯊꯝꯂꯤ꯫ ꯑꯩꯈꯣꯏꯒꯤ ꯇꯥꯔꯒꯦꯠ ꯃꯥꯔꯀꯦꯠ ꯑꯁꯤꯗꯥ ꯊꯕꯛ ꯌꯥꯝꯅꯥ ꯂꯩꯕꯥ ꯄ꯭ꯔꯣꯐꯦꯁꯅꯦꯜꯁꯤꯡ, ꯏꯃꯨꯡ ꯃꯅꯨꯡꯁꯤꯡ, ꯑꯃꯁꯨꯡ ꯁꯦꯅꯤꯌꯔꯁꯤꯡ ꯌꯥꯎꯔꯤ, ꯃꯈꯣꯏꯅꯥ ꯃꯈꯣꯏꯒꯤ ꯒ꯭ꯔꯣꯁꯔꯤꯁꯤꯡ ꯑꯗꯨ ꯃꯈꯣꯏꯒꯤ ꯌꯨꯝꯊꯣꯡꯗꯥ ꯍꯛꯊꯦꯡꯅꯅꯥ ꯌꯧꯍꯟꯕꯒꯤ ꯂꯥꯏꯕꯛ ꯐꯕꯅꯤ꯫ ꯑꯩꯈꯣꯏꯅꯥ ꯃꯐꯝ ꯑꯗꯨꯒꯤ ꯒ꯭ꯔꯣꯁꯔꯤ ꯁ꯭ꯇꯣꯔꯁꯤꯡ ꯑꯃꯁꯨꯡ ꯂꯧꯃꯤꯁꯤꯡꯒꯤ ꯀꯩꯊꯦꯜꯁꯤꯡꯒꯥ ꯄꯥꯔꯠꯅꯔꯁꯤꯞ ꯇꯧꯗꯨꯅꯥ ꯃꯈꯜ ꯀꯌꯥꯒꯤ ꯑꯅꯧꯕꯥ ꯑꯃꯁꯨꯡ ꯑꯋꯥꯡꯕꯥ ꯊꯥꯛꯀꯤ ꯄꯣꯠꯊꯣꯛꯁꯤꯡ ꯄꯤꯅꯕꯥ ꯊꯧꯔꯥꯡ ꯇꯧꯔꯤ꯫ ꯀꯝꯄꯦꯅꯤꯒꯤ ꯃꯁꯛ ꯈꯪꯗꯣꯛꯄꯥ: ꯐ꯭ꯔꯦꯁ ꯐꯦꯌꯔ ꯗꯦꯂꯤꯕꯔꯤ ꯑꯁꯤ ꯑꯩꯈꯣꯏꯒꯤ ꯁꯍꯔꯒꯤ ꯊꯃꯣꯏꯗꯥ ꯌꯨꯝꯐꯝ ꯑꯣꯏꯕꯥ ꯁ꯭ꯇꯥꯔꯠꯑꯞ ꯀꯝꯄꯦꯅꯤ ꯑꯃꯅꯤ꯫ ꯑꯩꯈꯣꯏꯒꯤ ꯃꯤꯁꯟ ꯑꯁꯤ ꯑꯅꯧꯕꯥ ꯑꯃꯁꯨꯡ ꯍꯛꯆꯥꯡ ꯐꯅꯥ ꯂꯩꯅꯕꯥ ꯆꯤꯟꯖꯥꯛꯁꯤꯡꯒꯤ ꯃꯔꯨꯑꯣꯏꯕꯥ ꯑꯗꯨ ꯃꯃꯜ ꯌꯥꯝꯅꯥ ꯇꯥꯡꯕꯥ ꯈꯨꯗꯣꯡꯆꯥꯕꯥ ꯑꯃꯁꯨꯡ ꯊꯥꯖꯕꯥ ꯌꯥꯕꯥ ꯒ꯭ꯔꯣꯁꯔꯤ ꯗꯦꯂꯤꯕꯔꯤ ꯁꯔꯚꯤꯁ ꯑꯃꯥ ꯄꯤꯕꯅꯤ꯫ ꯑꯩꯈꯣꯏꯒꯤ ꯇꯤꯝ ꯑꯁꯤꯗꯥ ꯑꯦꯛꯁꯄꯔꯤꯌꯦꯟꯁ ꯂꯩꯕꯥ ꯗꯦꯂꯤꯕꯔꯤ ꯗ꯭ꯔꯥꯏꯚꯔꯁꯤꯡ ꯑꯃꯁꯨꯡ ꯑꯩꯈꯣꯏꯒꯤ ꯀꯁꯇꯃꯔꯁꯤꯡꯒꯤꯗꯃꯛꯇꯥ ꯁꯣꯏꯗꯅꯥ ꯁꯣꯄꯤꯡ ꯑꯦꯛꯁꯄꯤꯔꯤꯑꯦꯟꯁ ꯑꯃꯥ ꯁꯣꯏꯗꯅꯥ ꯐꯪꯍꯟꯅꯕꯥ ꯋꯥꯁꯛ ꯂꯧꯔꯤꯕꯥ ꯀꯁꯇꯃꯔ ꯁꯔꯕꯤꯁꯀꯤ ꯃꯤꯍꯨꯠꯁꯤꯡ ꯌꯥꯎꯔꯤ꯫ ꯃꯥꯔꯀꯦꯠ ꯑꯦꯅꯥꯂꯥꯏꯁꯤꯁ: ꯍꯧꯈꯤꯕꯥ ꯆꯍꯤ ꯈꯔꯁꯤꯗꯥ ꯒ꯭ꯔꯣꯁꯔꯤ ꯗꯦꯂꯤꯕꯔꯤ ꯁꯔꯚꯤꯁꯁꯤꯡꯒꯤ ꯗꯤꯃꯥꯟ ꯑꯁꯤ ꯌꯥꯝꯅꯥ ꯍꯦꯟꯒꯠꯂꯛꯄꯥ ꯎꯔꯦ ꯃꯔꯝꯗꯤ ꯀꯁꯇꯃꯔ ꯀꯌꯥꯅꯥ ꯃꯈꯣꯏꯒꯤ ꯁꯣꯄꯤꯡꯒꯤ ꯃꯊꯧ ꯇꯥꯕꯁꯤꯡꯒꯤꯗꯃꯛ ꯈꯨꯗꯣꯡꯆꯥꯕꯥ ꯑꯃꯁꯨꯡ ꯃꯇꯝ ꯀꯟꯕ ꯑꯣꯞꯁꯟꯁꯤꯡ ꯊꯤꯔꯤ꯫ ꯑꯩꯈꯣꯏꯒꯤ ꯂꯣꯀꯦꯜ ꯑꯦꯔꯤꯌꯥ ꯑꯁꯤꯗꯥ ꯊꯕꯛ ꯁꯨꯕꯥ ꯄ꯭ꯔꯣꯐꯦꯁꯅꯦꯜꯁꯤꯡ ꯑꯃꯁꯨꯡ ꯏꯃꯨꯡ ꯃꯅꯨꯡꯁꯤꯡꯒꯤ ꯃꯤꯁꯤꯡ ꯌꯥꯝꯅꯥ ꯂꯩ, ꯂꯣꯏꯅꯅꯥ ꯁꯦꯅꯤꯌꯔꯁꯤꯡꯁꯨ ꯂꯩꯔꯤ, ꯃꯁꯤꯅꯥ ꯑꯩꯈꯣꯏꯒꯤ ꯁꯔꯕꯤꯁꯁꯤꯡꯒꯤꯗꯃꯛꯇꯥ ꯑꯆꯧꯕꯥ ꯄꯣꯇꯦꯟꯁꯤꯌꯦꯜ ꯀꯁꯇꯃꯔ ꯕꯦꯖ ꯑꯃꯥ ꯑꯣꯏꯅꯥ ꯊꯕꯛ ꯇꯧꯔꯤ꯫ ꯑꯩꯈꯣꯏꯒꯤ ꯀꯝꯄꯤꯇꯤꯇꯤꯕ ꯑꯦꯖ ꯑꯁꯤ ꯑꯅꯧꯕꯥ, ꯂꯩꯀ‌ꯣꯜ ꯁꯣꯔꯁꯇꯒꯤ ꯂꯥꯛꯄꯥ ꯄꯣꯠꯊꯣꯛꯁꯤꯡ ꯑꯃꯁꯨꯡ ꯑꯐꯕꯥ ꯀꯁꯇꯃꯔ ꯁꯔꯕꯤꯁ ꯄꯤꯅꯕꯥ ꯑꯩꯈꯣꯏꯅꯥ ꯋꯥꯁꯛ ꯑꯗꯨꯗꯥ ꯂꯩꯔꯤ꯫ ꯃꯥꯔꯀꯦꯇꯤꯡ ꯑꯃꯁꯨꯡ ꯁꯦꯜꯁ ꯁꯇ꯭ꯔꯦꯇꯦꯖꯤꯁꯤꯡ: ꯑꯩꯈꯣꯏꯒꯤ ꯃꯥꯔꯀꯦꯇꯤꯡ ꯁꯇ꯭ꯔꯦꯇꯦꯖꯤ ꯑꯁꯤꯗꯥ ꯄꯥꯟꯗꯝ ꯊꯝꯂꯤꯕꯥ ꯁꯣꯁꯤꯑꯦꯜ ꯃꯦꯗꯤꯌꯥ ꯑꯦꯗꯚꯔꯇꯥꯏꯖꯃꯦꯟ ꯑꯃꯁꯨꯡ ꯂꯣꯀꯦꯜ ꯕꯤꯖꯤꯅꯦꯁꯁꯤꯡꯒꯥ ꯄꯥꯔꯠꯅꯔꯁꯤꯞ ꯇꯧꯗꯨꯅꯥ ꯚꯤꯖꯤꯕꯤꯂꯤꯇꯤ ꯍꯦꯟꯒꯠꯍꯟꯅꯕꯥ ꯑꯃꯁꯨꯡ ꯀꯁꯇꯃꯔꯁꯤꯡꯕꯨ ꯄꯨꯛꯅꯤꯡ ꯆꯤꯡꯁꯤꯟꯕꯥ ꯌꯥꯎꯔꯤ꯫ ꯑꯍꯥꯟꯕꯥ ꯑꯣꯏꯅꯥ ꯂꯥꯛꯄꯥ ꯀꯁꯇꯃꯔꯁꯤꯡꯗꯥ ꯑꯩꯈꯣꯏꯒꯤ ꯁꯔꯚꯤꯁꯁꯤꯡ ꯍꯣꯠꯅꯕꯗꯥ ꯄꯨꯛꯅꯤꯡ ꯊꯧꯒꯠꯅꯕꯥ ꯄ꯭ꯔꯃꯣꯁꯟ ꯑꯃꯁꯨꯡ ꯗꯤꯁꯀꯥꯎꯟꯠꯁꯤꯡ ꯄꯤꯅꯕꯥ ꯑꯩꯈꯣꯏꯅꯥ ꯊꯧꯔꯥꯡ ꯇꯧꯔꯤ꯫ ꯑꯩꯈꯣꯏꯒꯤ ꯁꯦꯜꯁ ꯁꯇ꯭ꯔꯦꯇꯦꯖꯤ ꯑꯁꯤꯅꯥ ꯑꯩꯈꯣꯏꯒꯤ ꯀꯁꯇꯃꯔꯁꯤꯡꯒꯥ ꯄꯣꯖꯤꯇꯤꯕ ꯑꯣꯏꯕꯥ ꯃꯔꯤ ꯊꯝꯕꯥ ꯑꯃꯁꯨꯡ ꯍꯟꯖꯤꯟ ꯍꯟꯖꯤꯟ ꯕꯤꯖꯤꯅꯦꯁ ꯇꯧꯕꯗꯥ ꯄꯨꯛꯅꯤꯡ ꯊꯧꯒꯠꯅꯕꯥ ꯑꯋꯥꯡꯕꯥ ꯊꯥꯛꯀꯤ ꯑꯃꯁꯨꯡ ꯊꯥꯖꯕꯥ ꯌꯥꯕꯥ ꯁꯔꯕꯤꯁꯁꯤꯡ ꯂꯦꯞꯇꯅꯥ ꯄꯤꯕꯅꯤ꯫ ꯁꯔꯚꯤꯁꯁꯤꯡ: ꯐ꯭ꯔꯦꯁ ꯐꯦꯌꯔ ꯗꯦꯂꯤꯕꯔꯤꯅꯥ ꯌꯨꯖꯔ ꯐ꯭ꯔꯦꯟꯗꯂꯤ ꯑꯣꯟꯂꯥꯏꯟ ꯄ꯭ꯂꯦꯠꯐꯣꯔꯝ ꯑꯃꯥ ꯄꯤꯔꯤ ꯃꯗꯨꯗꯥ ꯀꯁꯇꯃꯔꯁꯤꯡꯅꯥ ꯌꯥꯝꯅꯥ ꯂꯥꯏꯅꯥ ꯕ꯭ꯔꯣꯎꯖ ꯇꯧꯕꯥ ꯌꯥꯏ ꯑꯃꯁꯨꯡ ꯗꯦꯂꯤꯕꯔꯤꯒꯤꯗꯃꯛꯇꯥ ꯃꯈꯣꯏꯅꯥ ꯄꯥꯝꯂꯤꯕꯥ ꯒ꯭ꯔꯣꯁꯔꯤ ꯑꯥꯏꯇꯦꯝꯁꯤꯡ ꯈꯟꯒꯠꯄꯥ ꯌꯥꯏ꯫ ꯑꯩꯈꯣꯏꯒꯤ ꯗꯦꯂꯤꯕꯔꯤ ꯇꯤꯝ ꯑꯁꯤ ꯗꯦꯂꯤꯕꯔꯤ ꯇꯧꯔꯕꯥ ꯄꯣꯠꯂꯝꯁꯤꯡꯒꯤ ꯐ꯭ꯔꯦꯁꯅꯦꯁ ꯑꯃꯁꯨꯡ ꯀ꯭ꯋꯥꯂꯤꯇꯤ ꯁꯣꯏꯗꯅꯥ ꯐꯪꯍꯟꯅꯕꯥ ꯔꯦꯐ꯭ꯔꯤꯖꯔꯦꯇꯦꯗ ꯒꯥꯔꯤꯁꯤꯡꯒꯥ ꯂꯣꯏꯅꯅꯥ ꯁꯦꯝꯒꯠꯂꯤ꯫ ꯑꯩꯈꯣꯏꯅꯥ ꯁꯕꯁꯀ꯭ꯔꯤꯞꯁꯟꯗꯥ ꯌꯨꯝꯐꯝ ꯑꯣꯏꯕꯥ ꯁꯔꯚꯤꯁ ꯑꯃꯁꯨ ꯄꯤꯔꯤ ꯃꯗꯨꯗꯥ ꯀꯁꯇꯃꯔꯁꯤꯡꯅꯥ ꯃꯈꯣꯏꯒꯤ ꯀꯃꯟ ꯑꯣꯏꯅꯥ ꯌꯣꯟꯕꯥ ꯄꯣꯠꯂꯝꯁꯤꯡ ꯆꯥꯡ ꯅꯥꯏꯅꯥ ꯄꯤꯕꯥ ꯌꯥꯒꯅꯤ꯫ ꯁꯦꯜ-ꯊꯨꯝꯒꯤ ꯄ꯭ꯔꯣꯖꯦꯛꯁꯟꯁꯤꯡ: ꯑꯩꯈꯣꯏꯒꯤ ꯁ꯭ꯇꯥꯔꯠꯑꯞꯀꯤ ꯃꯃꯜꯁꯤꯡꯗꯥ ꯑꯩꯈꯣꯏꯒꯤ ꯑꯣꯟꯂꯥꯏꯟ ꯄ꯭ꯂꯦꯠꯐꯣꯔꯝ ꯁꯦꯝꯒꯠꯄꯥ, ꯗꯦꯂꯤꯕꯔꯤ ꯒꯥꯔꯤꯁꯤꯡ ꯌꯣꯟꯕꯥ, ꯑꯃꯁꯨꯡ ꯑꯍꯥꯟꯕꯥ ꯑꯦꯗꯚꯔꯇꯥꯏꯖꯃꯦꯟꯀꯤ ꯆꯥꯗꯤꯡꯁꯤꯡ ꯌꯥꯎꯔꯤ꯫ ꯑꯩꯈꯣꯏꯅꯥ ꯗꯦꯂꯤꯕꯔꯤ ꯐꯤ ꯑꯃꯁꯨꯡ ꯑꯩꯈꯣꯏꯒꯤ ꯁꯕꯁꯀ꯭ꯔꯤꯞꯁꯟꯗꯥ ꯌꯨꯝꯐꯝ ꯑꯣꯏꯕꯥ ꯁꯔꯕꯤꯁꯁꯤꯡꯒꯤ ꯈꯨꯠꯊꯥꯡꯗꯥ ꯁꯦꯟꯊꯣꯛ ꯄꯨꯊꯣꯛꯅꯕꯥ ꯊꯧꯔꯥꯡ ꯇꯧꯔꯤ꯫ ꯑꯩꯈꯣꯏꯒꯤ ꯐꯥꯏꯅꯥꯟꯁꯤꯑꯦꯜ ꯄ꯭ꯔꯣꯖꯦꯛꯁꯟꯁꯤꯡ ꯑꯁꯤꯅꯥ ꯑꯣꯄꯔꯦꯁꯟꯒꯤ ꯑꯍꯥꯟꯕꯥ ꯆꯍꯤ ꯑꯅꯤꯒꯤ ꯃꯅꯨꯡꯗꯥ ꯀꯥꯟꯅꯕꯥ ꯐꯪꯒꯗꯕꯥ ꯕꯤꯖꯤꯅꯦꯁ ꯑꯃꯥ ꯇꯥꯛꯂꯤ, ꯇꯨꯡꯗꯥ ꯒ꯭ꯔꯣꯊ ꯑꯃꯁꯨꯡ ꯑꯦꯛꯁꯄꯥꯟꯁꯟꯒꯤ ꯄꯣꯇꯦꯟꯁꯤꯌꯦꯜ ꯂꯩꯒꯅꯤ꯫ ꯋꯥꯔꯣꯜ: ꯐ꯭ꯔꯦꯁ ꯐꯦꯌꯔ ꯗꯦꯂꯤꯕꯔꯤ ꯑꯁꯤ ꯈꯨꯗꯣꯡꯆꯥꯕꯥ ꯑꯃꯁꯨꯡ ꯊꯥꯖꯕꯥ ꯌꯥꯕꯥ ꯒ꯭ꯔꯣꯁꯔꯤ ꯗꯦꯂꯤꯕꯔꯤ ꯁꯔꯚꯤꯁꯁꯤꯡꯒꯤ ꯍꯦꯟꯒꯠꯂꯛꯂꯤꯕꯥ ꯗꯤꯃꯥꯟ ꯑꯁꯤꯒꯤ ꯄꯥꯎꯈꯨꯝ ꯑꯃꯅꯤ꯫ ꯑꯅꯧꯕꯥ, ꯃꯐꯝꯗꯨꯗꯒꯤ ꯂꯥꯛꯄꯥ ꯄꯣꯠꯊꯣꯛꯁꯤꯡ ꯑꯃꯁꯨꯡ ꯑꯐꯕꯥ ꯀꯁꯇꯃꯔ ꯁꯔꯕꯤꯁ ꯄꯤꯅꯕꯥ ꯑꯩꯈꯣꯏꯒꯤ ꯋꯥꯁꯛ ꯑꯁꯤꯅꯥ ꯑꯩꯈꯣꯏꯕꯨ ꯑꯩꯈꯣꯏꯒꯤ ꯀꯝꯄꯤꯇꯤꯇꯔꯁꯤꯡꯗꯒꯤ ꯇꯣꯉꯥꯟꯅꯥ ꯊꯝꯂꯤ꯫ ꯑꯩꯈꯣꯏꯒꯤ ꯑꯀꯨꯞꯄꯥ ꯕꯤꯖꯤꯅꯦꯁ ꯄ꯭ꯂꯥꯟ ꯑꯁꯤ ꯃꯐꯝ ꯆꯥꯅꯥ ꯂꯩꯕꯅꯥ ꯑꯩꯈꯣꯏꯒꯤ ꯀꯝꯄꯦꯅꯤ ꯑꯁꯤꯒꯤ ꯃꯥꯏ ꯄꯥꯛꯄꯗꯥ ꯑꯩꯈꯣꯏꯅꯥ ꯊꯥꯖꯕꯥ ꯊꯝꯂꯤ꯫